ꯃꯃꯤꯡ ꯄꯨꯋꯥꯔꯤ ꯂꯝꯃꯤꯠꯂꯣꯟ ꯆꯠꯊꯣꯛ-ꯆꯠꯁꯤꯟ ꯂꯩꯉꯥꯛꯂꯣꯟ ꯁꯦꯟꯃꯤꯠꯂꯣꯟ ꯃꯁꯤꯁꯨ ꯌꯦꯡꯕꯤꯌꯨ ꯃꯇꯦꯡ ꯂꯧꯔꯛꯐꯝ ꯃꯆꯥꯈꯥꯏꯕ:ꯈꯥꯀꯤ ꯂꯩꯕꯥꯛꯀꯤ ꯂꯝꯈꯥꯢꯁꯤꯡ ꯂꯥꯢ ꯑꯁꯤ ꯖꯄꯥꯟꯒꯤ ꯁꯤꯟꯇꯣ ꯂꯥꯢꯅꯤꯡꯒꯤ ꯃꯔꯨ ꯑꯣꯢꯕ ꯀꯃꯤ ꯍꯥꯢꯔꯤꯕ ꯈꯣꯌꯨꯝ ꯂꯥꯢꯌꯥꯝꯁꯤꯡꯒꯤ ꯃꯅꯨꯡꯗꯒꯤ ꯑꯃꯅꯤ꯫ ꯃꯁꯤꯁꯨ ꯌꯦꯡꯕꯤꯌꯨ ꯃꯇꯦꯡ ꯂꯧꯔꯛꯐꯝ ꯃꯆꯥꯈꯥꯏꯕ:ꯁꯤꯟꯇꯣ ꯀꯃꯤ ꯖꯤꯇꯦꯟꯗ꯭ꯔ ꯃꯍꯥꯛ ꯑꯁꯤ ꯏꯟꯗꯤꯌꯥꯒꯤ ꯍꯤꯟꯗꯤ ꯂꯣꯟꯒꯤ ꯕꯣꯜꯂꯤꯋꯨꯗ (ꯍꯤꯟꯗꯤ ꯃꯃꯤ ꯀꯨꯝꯃꯩ)ꯒꯤ ꯁꯛꯇꯝ ꯂꯥꯡꯕ ꯁꯤꯟꯂꯣꯢ ꯑꯃꯅꯤ꯫ ꯃꯇꯦꯡ ꯂꯧꯔꯛꯐꯝ:ꯍꯤꯟꯗꯤ ꯃꯃꯤ ꯀꯨꯝꯃꯩ ꯁꯛꯇꯝ ꯂꯥꯡꯕ ꯁꯤꯟꯂꯣꯢ ꯖꯤꯑꯣꯃꯥꯔꯥ ꯑꯦꯁꯦꯚꯦꯗꯣ ꯑꯁꯤ ꯀꯂꯝꯕꯤꯌꯥꯒꯤ ꯀ꯭ꯂꯥꯏꯃꯦꯠ ꯆꯦꯟꯖꯒꯤ ꯑꯦꯛꯇꯤꯕꯤꯁ꯭ꯠ ꯑꯃꯅꯤ꯫ ꯃꯍꯥꯛ ꯑꯦꯟ. ꯖꯤ. ꯑꯣ. ꯒꯤ ꯕꯥꯔꯥꯅꯀꯨꯏꯂꯥ ꯀꯨꯟꯒꯤ ꯂꯤꯡꯈꯠꯄ ꯑꯃꯁꯨꯡ ꯁꯤ. ꯏ. ꯑꯣ. ꯃꯍꯥꯛꯅ ꯀ꯭ꯂꯥꯏꯃꯦꯠ ꯖꯁ꯭ꯇꯤꯁꯇ ꯅꯨꯄꯤꯁꯤꯡ ꯑꯃꯁꯨꯡ ꯅꯍꯥꯁꯤꯡꯒꯤ ꯈꯣꯟꯖꯦꯜ ꯌꯥꯑꯣꯍꯟꯅꯕ ꯂꯦꯄꯈꯤ꯫ ꯑꯦꯁꯦꯚꯦꯗꯣꯅꯥ ꯂꯤꯁꯤꯡ ꯑꯅꯤꯒ ꯇꯔꯥ ꯅꯤꯊꯣꯏꯗ ꯕꯥꯔꯥꯅꯀꯨꯏꯂꯥ ꯀꯨꯟ ꯂꯤꯡꯈꯠꯈꯤ, ꯐꯥꯎꯕꯗ ꯃꯍꯥꯛꯅ ꯁꯤ. ꯏ. ꯑꯣ. ꯕꯥꯔꯥꯅꯀꯨꯏꯂꯥ ꯀꯨꯟ ꯑꯁꯤ ꯅꯍꯥꯁꯤꯡꯅ ꯂꯨꯆꯤꯡꯕ ꯅꯟ-ꯒꯕꯔꯅꯃꯦꯟꯠ ꯑꯣꯔꯒꯅꯥꯏꯖꯦꯁꯟ ꯑꯃꯅꯤ꯫ ꯃꯁꯤꯅ ꯕꯥꯔꯥꯅꯀꯨꯏꯂ ꯑꯃꯁꯨꯡ ꯂꯦꯇꯤꯟ ꯑꯃꯦꯔꯤꯀ ꯄꯨꯝꯕꯗ ꯀ꯭ꯂꯥꯏꯃꯦꯠ ꯑꯦꯛꯇꯤꯕꯤꯂ ꯑꯃꯁꯨꯡ ꯑꯦꯅꯚꯥꯏꯔꯅꯃꯦꯟꯇꯦꯂꯤꯁ ꯑꯃꯗ ꯃꯤꯠꯌꯦꯡ ꯊꯃꯈꯤ꯫ ꯑꯦꯁꯦꯚꯦꯗꯣꯅꯥ ꯅꯦꯠꯋꯥꯔꯛ "ꯑꯦꯜ ꯑꯣꯔꯤꯅꯣꯀꯣ ꯁꯦ ꯑꯦꯗꯄꯇ" (ꯑꯣꯔꯤꯅꯣꯀꯣ ꯑꯦꯗꯞꯇꯦꯠ) ꯑꯁꯤ ꯄꯨꯟꯅ ꯂꯤꯡꯈꯠꯈꯤ꯫ ꯃꯁꯤꯅ ꯑꯣꯔꯤꯅꯣꯀꯤꯌꯥ ꯏꯌꯔꯁꯦꯜ ꯅꯦꯆꯔꯦꯜ ꯔꯤꯖꯟꯗ ꯀ꯭ꯂꯥꯏꯃꯦꯠ ꯆꯦꯟꯖ ꯊꯦꯡꯅꯅꯕ ꯑꯃꯁꯨꯡ ꯃꯁꯤꯒ ꯆꯨꯁꯤꯟꯅꯅꯕ ꯖꯦꯟꯗꯔꯗ ꯌꯨꯝꯐꯝ ꯑꯣꯏꯕ ꯊꯧꯑꯣꯡ ꯑꯃ ꯁꯤꯖꯤꯟꯅꯩ꯫ ꯃꯁꯤ ꯆꯥꯎꯔꯥꯛꯅ ꯆꯍꯤ ꯂꯤꯁꯤꯡ ꯑꯅꯤꯒ ꯇꯔꯥ ꯃꯔꯤꯗ ꯂꯤꯡꯈꯠꯈꯤꯕꯅꯤ, ꯂꯤꯁꯤꯡ ꯑꯅꯤꯒ ꯇꯔꯥ ꯃꯉꯥꯗ ꯑꯦꯁꯦꯚꯦꯗꯣꯅ ꯄꯦꯔꯥꯒꯨꯋꯦꯗ ꯂꯩꯕ ꯋꯥꯔꯜꯗ ꯋꯥꯏꯗ ꯐꯟꯗ ꯐꯣꯔ ꯅꯦꯆꯔꯒꯤꯗꯃꯛ ꯊꯕꯛ ꯇꯧꯈꯤ꯫ ꯂꯤꯁꯤꯡ ꯑꯅꯤꯒ ꯇꯔꯥ ꯇꯔꯨꯛꯗꯒꯤ ꯐꯥꯎꯕ ꯑꯦꯁꯦꯚꯦꯗꯣꯅ ꯀꯣꯂꯝꯕꯤꯌꯥꯒꯤ ꯅꯥꯔꯤꯅꯣ ꯁꯔꯀꯥꯔꯒꯤꯗꯃꯛ ꯀ꯭ꯂꯥꯏꯃꯦꯠ ꯆꯦꯟꯖꯒꯤ ꯑꯦꯛꯁꯄꯔꯠ ꯑꯃ ꯑꯣꯏꯅ ꯊꯕꯛ ꯇꯧꯈꯤ꯫ ꯃꯍꯥꯛꯅ ꯀ꯭ꯂꯥꯏꯃꯦꯠ ꯆꯦꯟꯖ ꯄꯣꯂꯤꯁꯤꯗ ꯃꯇꯦꯡ ꯄꯥꯡꯂꯝꯃꯤ꯫ ꯂꯤꯁꯤꯡ ꯑꯅꯤꯒ ꯀꯨꯟ ꯃꯥꯊꯣꯏ ꯗ ꯑꯦꯁꯦꯚꯦꯗꯣꯅꯥ ꯂꯤꯁꯤꯡ ꯑꯅꯤꯒ ꯀꯨꯟ ꯃꯥꯊꯣꯏꯒꯤ ꯌꯨꯅꯥꯏꯇꯦꯗ ꯅꯦꯁꯟꯁ ꯀ꯭ꯂꯥꯏꯃꯦꯠ ꯆꯦꯟꯖ ꯀꯟꯐꯔꯦꯟꯁ (ꯁꯤ. ꯑꯣ. ꯄꯤ.ꯀꯨꯟ ꯇꯔꯦꯠ)ꯗ ꯁꯔꯨꯛ ꯌꯥꯈꯤ꯫ ꯃꯁꯤ ꯋꯨꯃꯦꯟ ꯑꯃꯁꯨꯡ ꯖꯦꯟꯗꯔ ꯀꯟꯁꯇꯤꯠꯌꯨꯁꯉꯤ ꯁꯔꯨꯛ ꯑꯃ ꯑꯣꯏꯔꯝꯃꯤ꯫ ꯃꯁꯤ ꯂꯤꯁꯤꯡ ꯑꯅꯤꯒ ꯀꯨꯟ ꯃꯥꯊꯣꯏꯒꯤ ꯊꯧꯔꯥꯡ ꯑꯃꯅꯤ ꯃꯗꯨꯗ ꯀꯣꯂꯝꯕꯤꯌꯥ ꯁꯤꯅꯕ ꯊꯨꯡꯅ ꯅꯍꯥ ꯑꯣꯏꯔꯤꯕ ꯅꯨꯄꯤꯁꯤꯡꯒꯤ ꯀ꯭ꯂꯥꯏꯃꯦꯠ ꯂꯤꯗꯔꯁꯤꯡꯗ ꯃꯤꯠꯌꯦꯡ ꯊꯝꯈꯤ꯫